ꯂꯦꯞꯇꯣꯞ ꯀꯝꯄ꯭ꯌꯨꯇꯔ ꯑꯃꯒꯥ ꯗꯦꯛꯁꯇꯣꯞ ꯀꯝꯄ꯭ꯌꯨꯇꯔ ꯑꯃꯒꯥ ꯀꯔꯝꯅꯥ ꯈꯦꯠꯅꯕꯒꯦ? ꯂꯦꯞꯇꯣꯞ ꯀꯝꯄ꯭ꯌꯨꯇꯔ ꯑꯃꯗꯤ ꯗꯦꯛꯁꯇꯣꯞ ꯀꯝꯄ꯭ꯌꯨꯇꯔ ꯑꯁꯤ ꯃꯑꯣꯡ ꯀꯌꯥꯗꯥ ꯈꯦꯠꯅꯩ, ꯃꯗꯨꯒꯤ ꯃꯔꯨꯑꯣꯏꯕꯥ ꯈꯦꯠꯅꯕꯁꯤꯡꯗꯤ ꯃꯈꯣꯏꯒꯤ ꯁꯥꯏꯖ, ꯄꯣꯔꯇꯦꯕꯤꯂꯤꯇꯤ ꯑꯃꯁꯨꯡ ꯗꯤꯖꯥꯏꯟꯅꯤ꯫ ꯂꯦꯞꯇꯣꯞ ꯑꯃꯁꯨꯡ ꯗꯦꯛꯁꯇꯣꯞ ꯀꯝꯄ꯭ꯌꯨꯇꯔꯒꯤ ꯃꯔꯛꯇꯥ ꯈ꯭ꯋꯥꯏꯗꯒꯤ ꯊꯣꯏꯗꯣꯛꯄꯥ ꯈꯦꯠꯅꯕꯥ ꯑꯁꯤ ꯃꯈꯣꯏꯒꯤ ꯁꯥꯏꯖꯅꯤ꯫ ꯂꯦꯞꯇꯣꯞꯁꯤꯡ ꯑꯁꯤ ꯍꯦꯟꯅꯥ ꯄꯤꯛꯄꯥ ꯑꯃꯁꯨꯡ ꯂꯥꯏꯅꯥ, ꯄꯣꯔꯇꯦꯕꯤꯂꯤꯇꯤ ꯑꯃꯁꯨꯡ ꯈꯨꯗꯣꯡꯆꯥꯅꯕꯒꯤꯗꯃꯛ ꯗꯤꯖꯥꯏꯟ ꯇꯧꯕꯅꯤ, ꯑꯗꯨꯒꯥ ꯗꯦꯛꯁꯇꯣꯞ ꯀꯝꯄ꯭ꯌꯨꯇꯔꯁꯤꯡꯗꯤ ꯍꯦꯟꯅꯥ ꯆꯥꯎꯏ ꯑꯃꯁꯨꯡ ꯃꯍꯧꯁꯥꯅꯥ ꯁ꯭ꯇꯦꯁꯅꯦꯔꯤ ꯑꯣꯏꯅꯥ ꯁꯤꯖꯤꯟꯅꯅꯕꯒꯤꯗꯃꯛ ꯁꯦꯝꯈꯤꯕꯅꯤ꯫ ꯃꯁꯤꯅꯥ ꯇꯥꯛꯄꯗꯤ ꯅꯍꯥꯛꯅꯥ ꯂꯦꯞꯇꯣꯞ ꯑꯃꯥ ꯐꯖꯅꯥ ꯄꯨꯗꯨꯅꯥ ꯆꯠꯄꯥ ꯌꯥꯏ ꯑꯃꯁꯨꯡ ꯅꯍꯥꯛꯅꯥ ꯆꯠꯂꯤꯕꯥ ꯃꯐꯝ ꯈꯨꯗꯤꯡꯗꯥ ꯁꯤꯖꯤꯟꯅꯕꯥ ꯌꯥꯏ, ꯑꯗꯨꯒꯥ ꯗꯦꯛꯁꯇꯣꯞ ꯀꯝꯄ꯭ꯌꯨꯇꯔ ꯑꯃꯅꯥ ꯑꯀꯛꯅꯕꯥ ꯃꯐꯝ ꯑꯃꯗꯥ ꯁꯦꯠ ꯇꯧꯅꯕꯥ ꯁꯦꯝꯈꯤꯕꯅꯤ ꯑꯃꯁꯨꯡ ꯐꯖꯅꯥ ꯆꯠꯄꯥ ꯌꯥꯔꯣꯏ꯫ ꯂꯦꯞꯇꯣꯞꯁꯤꯡꯗꯥ ꯀꯝꯄꯦꯛ ꯗꯤꯖꯥꯏꯟ ꯑꯃꯥ ꯂꯩ, ꯏꯁꯀ꯭ꯔꯤꯟ, ꯀꯤꯕꯣꯔꯠ ꯑꯃꯁꯨꯡ ꯀꯝꯄ꯭ꯌꯨꯇꯦꯁꯅꯦꯜ ꯀꯝꯄꯣꯅꯦꯟ ꯄꯨꯝꯅꯃꯛ ꯗꯤꯚꯥꯏꯁ ꯑꯃꯗꯥ ꯂꯩ, ꯑꯗꯨꯒꯥ ꯗꯦꯛꯁꯇꯣꯞꯁꯤꯡꯗꯥ ꯃꯣꯅꯤꯇꯔ, ꯀꯤꯕꯣꯔꯠ ꯑꯃꯁꯨꯡ ꯁꯦꯟꯇ꯭ꯔꯦꯜ ꯄ꯭ꯔꯣꯁꯦꯁꯤꯡ ꯌꯨꯅꯤꯠꯀꯤ ꯇꯣꯉꯥꯟꯕꯥ ꯀꯝꯄꯣꯅꯦꯟꯁꯤꯡ ꯂꯩ꯫ ꯀꯝꯄꯦꯛ ꯗꯤꯖꯥꯏꯟꯅꯥ ꯃꯔꯝ ꯑꯣꯏꯗꯨꯅꯥ, ꯂꯦꯞꯇꯣꯞꯁꯤꯡꯗꯥ ꯑꯌꯥꯝꯕꯅꯥ ꯗꯦꯛꯁꯇꯣꯞꯀꯥ ꯆꯥꯡꯗꯝꯅꯕꯗꯥ ꯍꯦꯟꯅꯥ ꯄꯥꯋꯔ ꯂꯩꯕꯥ ꯍꯥꯔꯠꯋꯥꯌꯔ ꯂꯩ, ꯅꯠꯇ꯭ꯔꯒꯥ ꯗꯦꯛꯁꯇꯣꯞꯀꯤ ꯄꯔꯐꯣꯃꯦꯟꯁꯀꯥ ꯃꯥꯟꯅꯕꯥ ꯃꯑꯣꯡꯗꯥ ꯍꯦꯟꯅꯥ ꯃꯃꯜ ꯌꯥꯝꯂꯕꯥ ꯍꯥꯔꯠꯋꯥꯌꯔ ꯃꯊꯧ ꯇꯥꯏ꯫ ꯑꯇꯣꯞꯄꯥ ꯈꯦꯟꯅꯕꯥ ꯑꯃꯗꯤ ꯃꯍꯧꯁꯥꯅꯥ ꯂꯦꯞꯇꯣꯞꯇꯒꯤ ꯍꯦꯟꯅꯥ ꯗꯦꯛꯁꯇꯣꯞ ꯀꯝꯄ꯭ꯌꯨꯇꯔ ꯑꯞꯒ꯭ꯔꯦꯠ ꯇꯧꯕꯗꯥ ꯂꯥꯏꯕꯥ ꯑꯣꯏ꯫ ꯗꯦꯛꯁꯇꯣꯞꯁꯤꯡꯗꯥ ꯑꯍꯦꯟꯕꯥ ꯍꯥꯔꯠ ꯗꯤꯛꯁ, ꯔꯦꯝ, ꯅꯠꯇ꯭ꯔꯒꯥ ꯑꯇꯩ ꯀꯝꯄꯣꯅꯦꯟꯇꯁꯤꯡꯒꯤ ꯃꯐꯝ ꯍꯦꯟꯅꯥ ꯂꯩ ꯑꯃꯁꯨꯡ ꯑꯍꯣꯡꯕꯥ ꯄꯨꯔꯛꯅꯕꯒꯤꯗꯃꯛ ꯏꯟꯇꯤꯔꯤꯌꯔꯗꯥ ꯑꯦꯛꯁꯦꯁ ꯇꯧꯕꯗꯥ ꯍꯦꯟꯅꯥ ꯂꯥꯏꯕꯥ ꯑꯣꯏ꯫ ꯃꯥꯏꯀꯩ ꯑꯃꯔꯣꯝꯗꯥ ꯂꯦꯞꯇꯣꯞꯁꯤꯡꯗꯥ ꯃꯐꯝ ꯌꯥꯝꯅꯥ ꯅꯦꯝꯃꯤ ꯑꯃꯁꯨꯡ ꯑꯞꯒ꯭ꯔꯦꯠ ꯇꯧꯕꯥ ꯃꯇꯝꯗꯥ ꯌꯨꯖꯔ ꯐ꯭ꯔꯦꯟꯂꯤ ꯑꯣꯏꯗꯦ, ꯀꯝꯄꯣꯅꯦꯟ ꯈꯔꯗꯤ ꯃꯃꯥꯡꯒꯤ ꯕꯣꯔꯠꯇꯥ ꯁꯣꯜꯗꯔ ꯐꯥꯎꯕꯥ ꯇꯧꯏ꯫ ꯃꯍꯧꯁꯥꯅꯥ ꯗꯦꯛꯁꯇꯣꯞ ꯀꯝꯄ꯭ꯌꯨꯇꯔꯁꯤꯡꯅꯥ ꯂꯦꯞꯇꯣꯞꯁꯤꯡꯒꯥ ꯆꯥꯡꯗꯝꯅꯕꯗꯥ ꯍꯦꯟꯅꯥ ꯄꯥꯋꯔ ꯀꯟꯖꯨꯝꯁꯟ ꯂꯩ꯫ ꯂꯦꯞꯇꯣꯞꯁꯤꯡꯗꯥ ꯕꯦꯠꯇꯔꯤ ꯂꯩ ꯑꯃꯁꯨꯡ ꯄ꯭ꯂꯛ ꯏꯟ ꯇꯧꯗꯅꯥ ꯊꯕꯛ ꯇꯧꯕꯥ ꯌꯥꯏ, ꯑꯗꯨꯕꯨ ꯗꯦꯛꯁꯇꯣꯞꯁꯤꯡꯗꯥ ꯂꯦꯞꯇꯅꯥ ꯄꯥꯋꯔ ꯁꯣꯔꯁ ꯑꯃꯥ ꯃꯊꯧ ꯇꯥꯏ꯫ ꯑꯄꯨꯟꯕꯥ ꯑꯣꯏꯅꯥ ꯂꯦꯞꯇꯣꯞ ꯑꯃꯁꯨꯡ ꯗꯦꯛꯁꯇꯣꯞ ꯀꯝꯄ꯭ꯌꯨꯇꯔꯒꯤ ꯃꯔꯛꯇꯥ ꯂꯩꯕꯥ ꯆꯌꯦꯠꯅꯕꯥ ꯑꯁꯤ ꯃꯤꯑꯣꯏ ꯑꯃꯒꯤ ꯃꯊꯧ ꯇꯥꯕꯁꯤꯡ ꯑꯃꯁꯨꯡ ꯁꯤꯖꯤꯟꯅꯕꯒꯤ ꯃꯈꯥ ꯄꯣꯜꯂꯤ꯫ ꯂꯦꯞꯇꯣꯞꯁꯤꯡ ꯑꯁꯤ ꯍꯦꯟꯅꯥ ꯄꯣꯔꯇꯦꯕꯜ ꯑꯣꯏ ꯑꯃꯁꯨꯡ ꯆꯠꯂꯤꯉꯩꯗꯥ ꯁꯤꯖꯤꯟꯅꯕꯗꯥ ꯈꯨꯗꯣꯡꯆꯥꯕꯥ ꯌꯥꯏ, ꯑꯗꯨꯒꯥ ꯗꯦꯛꯁꯇꯣꯞꯁꯤꯡꯅꯥ ꯃꯍꯧꯁꯥꯅꯥ ꯌꯥꯝꯅꯥ ꯁꯤꯖꯤꯟꯅꯕꯥ ꯅꯠꯇ꯭ꯔꯒꯥ ꯒꯦꯃꯤꯡꯒꯤꯗꯃꯛꯇꯥ ꯍꯦꯟꯅꯥ ꯄꯥꯋꯔ ꯑꯃꯁꯨꯡ ꯑꯞꯒ꯭ꯔꯦꯗꯦꯕꯤꯂꯤꯇꯤ ꯂꯩ꯫ ꯃꯤꯑꯣꯏꯕꯅꯥ ꯎꯕꯥ ꯉꯝꯗꯕꯒꯤ ꯁꯥꯏꯟꯇꯤꯐꯤꯛ ꯑꯣꯏꯕꯥ ꯃꯔꯝ ꯑꯃꯥ ꯁꯦꯝꯒꯠꯄꯥ ꯃꯊꯧ ꯇꯥꯏ꯫ ꯐꯤꯖꯤꯑꯣꯂꯣꯖꯤꯀꯦꯜ ꯑꯃꯁꯨꯡ ꯐꯤꯖꯤꯀꯦꯜ ꯂꯤꯃꯤꯇꯦꯁꯟ ꯀꯌꯥꯅꯥ ꯃꯔꯝ ꯑꯣꯏꯗꯨꯅꯥ ꯃꯤꯑꯣꯏꯕꯅꯥ ꯃꯍꯧꯁꯥꯅꯥ ꯎꯔꯨꯕꯥ ꯉꯝꯗꯦ꯫ ꯑꯍꯥꯟꯕꯗꯥ, ꯑꯩꯈꯣꯏꯒꯤ ꯁꯔꯨꯒꯤ ꯏꯁꯇ꯭ꯔꯛꯆꯔ ꯑꯁꯤ ꯌꯥꯝꯅꯥ ꯂꯨꯏ ꯑꯃꯁꯨꯡ ꯑꯩꯈꯣꯏꯒꯤ ꯃꯁꯜꯁꯤꯡ ꯑꯁꯤ ꯃꯥꯂꯦꯝꯗꯥ ꯆꯠꯊꯣꯛ-ꯆꯠꯁꯤꯟ ꯇꯧꯕꯗꯥ ꯍꯦꯟꯅꯥ ꯆꯨꯅꯕꯥ ꯑꯣꯏ꯫ ꯂꯤꯞ ꯑꯃꯁꯨꯡ ꯐ꯭ꯂꯥꯏꯠ ꯁꯁ꯭ꯇꯦꯟꯁ ꯐꯪꯅꯕꯥ ꯑꯩꯈꯣꯏꯅꯥ ꯃꯈꯣꯏꯕꯨ ꯐ꯭ꯂꯦꯞ ꯇꯧꯅꯕꯥ ꯁꯛꯇꯤ ꯂꯩꯕꯥ ꯃꯁꯜꯁꯤꯡ ꯂꯩꯕꯥ ꯑꯆꯧꯕꯥ ꯑꯃꯁꯨꯡ ꯃꯄꯥꯡꯒꯜ ꯀꯟꯕꯥ ꯋꯤꯡꯁꯤꯡ ꯃꯊꯧ ꯇꯥꯒꯅꯤ꯫ ꯃꯁꯤꯒꯤ ꯃꯊꯛꯇꯥ, ꯃꯤꯑꯣꯏꯕꯒꯤ ꯂꯪꯁꯀꯤ ꯀꯦꯄꯥꯁꯤꯇꯤ ꯑꯁꯤ ꯂꯦꯞꯇꯅꯥ ꯎꯔꯨꯕꯗꯥ ꯃꯊꯧ ꯇꯥꯕꯥ ꯑꯣꯛꯁꯤꯖꯦꯟꯒꯤ ꯆꯥꯡ ꯑꯗꯨ ꯁꯄ꯭ꯂꯥꯏ ꯇꯧꯕꯥ ꯉꯝꯗꯦ꯫ ꯃꯁꯤꯒꯤ ꯃꯊꯛꯇꯥ, ꯎꯔꯨꯝꯗꯥ ꯌꯥꯝꯅꯥ ꯁꯥꯊꯤꯕꯥ ꯍꯛꯆꯥꯡꯒꯤ ꯗꯤꯃꯥꯟꯗꯁꯤꯡꯗꯥ ꯄꯥꯋꯔ ꯄꯤꯕꯥ ꯉꯝꯕꯥ ꯑꯦꯅꯔꯖꯤ ꯃꯇꯤꯛ ꯆꯥꯅꯥ ꯄꯨꯊꯣꯛꯄꯥ ꯉꯝꯕꯥ ꯑꯈꯟꯅꯕꯥ ꯃꯦꯇꯥꯕꯣꯂꯤꯖꯝ ꯑꯃꯁꯨ ꯃꯊꯧ ꯇꯥꯏ꯫ ꯎꯕꯥ ꯉꯝꯕꯥ ꯑꯌꯥꯝꯕꯥ ꯁ꯭ꯄꯦꯁꯤꯁꯁꯤꯡꯅꯥ ꯃꯤꯑꯣꯏꯕꯗꯒꯤ ꯌꯥꯝꯅꯥ ꯍꯦꯟꯅꯥ ꯃꯦꯇꯥꯕꯣꯂꯤꯖꯝ ꯂꯩ, ꯃꯔꯝ ꯑꯗꯨꯅꯥ ꯃꯈꯣꯏꯅꯥ ꯆꯤꯟꯖꯥꯛ ꯑꯁꯤ ꯍꯦꯟꯅꯥ ꯌꯥꯡꯅꯥ ꯑꯦꯅꯔꯖꯤꯗꯥ ꯑꯣꯟꯊꯣꯛꯄꯥ ꯉꯝꯍꯜꯂꯤ꯫ ꯃꯥꯏꯀꯩ ꯑꯃꯔꯣꯝꯗꯥ ꯃꯤꯑꯣꯏꯕꯅꯥ ꯆꯥꯡꯗꯝꯅꯕꯗꯥ ꯇꯞꯅꯥ ꯇꯞꯅꯥ ꯃꯦꯇꯥꯕꯣꯂꯤꯖꯝ ꯂꯩ ꯑꯃꯁꯨꯡ ꯃꯈꯣꯏꯅꯥ ꯃꯇꯤꯛ ꯆꯥꯕꯥ ꯍꯛꯆꯥꯡꯒꯤ ꯐꯤꯕꯝꯁꯤꯡ ꯂꯩꯔꯕꯁꯨ ꯐ꯭ꯂꯥꯏꯠ ꯂꯦꯡꯗꯅꯥ ꯂꯩꯍꯟꯅꯕꯥ ꯏꯅꯔꯖꯤ ꯃꯇꯤꯛ ꯆꯥꯅꯥ ꯄꯨꯊꯣꯛꯄꯥ ꯉꯝꯂꯣꯏ꯫ ꯈꯪꯖꯤꯟꯒꯗꯕꯥ ꯑꯃꯅꯥ, ꯃꯤꯑꯣꯏꯕꯅꯥ ꯃꯈꯣꯏꯒꯤ ꯑꯀꯟꯕꯥ ꯁꯔꯨꯒꯤ ꯏꯁꯇ꯭ꯔꯛꯆꯔ, ꯆꯨꯝꯗꯕꯥ ꯃꯁꯜꯒꯤ ꯊꯧꯔꯥꯡ, ꯂꯤꯃꯤꯇꯦꯠ ꯂꯪꯁꯀꯤ ꯀꯦꯄꯥꯁꯤꯇꯤ ꯑꯃꯁꯨꯡ ꯇꯞꯅꯥ ꯇꯞꯅꯥ ꯃꯦꯇꯥꯕꯣꯂꯤꯖꯝꯒꯤ ꯃꯔꯛꯇꯥ ꯂꯩꯕꯥ ꯃꯔꯝꯁꯤꯡꯅꯥ ꯎꯕꯥ ꯉꯝꯗꯦ꯫